ꯕꯤꯖꯤꯅꯦꯁꯇꯥ ꯑꯔꯇꯤꯐꯤꯁꯦꯜ ꯏꯟꯇꯤꯂꯤꯖꯦꯟꯁꯒꯤ ꯀꯥꯟꯅꯕ ꯈꯔ ꯂꯤꯁ ꯇꯧꯕꯤꯌꯨ꯫ ꯏꯐꯤꯁꯤꯑꯦꯟꯁꯤ ꯑꯃꯁꯨꯡ ꯄ꯭ꯔꯗꯛꯇꯤꯕꯤꯇꯤ ꯍꯦꯟꯒꯠꯍꯟꯕꯥ: ꯑꯔꯇꯤꯐꯤꯁꯦꯜ ꯏꯟꯇꯤꯜꯂꯤꯖꯦꯟꯁꯅꯥ ꯍꯟꯖꯤꯟ ꯍꯟꯖꯤꯟ ꯇꯧꯕꯥ ꯊꯕꯛꯁꯤꯡ ꯑꯃꯁꯨꯡ ꯄ꯭ꯔꯣꯁꯦꯁꯁꯤꯡ ꯑꯣꯇꯣꯃꯣꯠ ꯇꯧꯕ ꯉꯝꯃꯤ, ꯃꯁꯤꯅꯥ ꯃꯇꯝ ꯀꯟꯕ ꯉꯝꯃꯤ ꯑꯃꯁꯨꯡ ꯄ꯭ꯔꯗꯛꯇꯤꯕꯤꯇꯤ ꯍꯦꯟꯒꯠꯍꯜꯂꯤ꯫ ꯍꯦꯟꯒꯠꯂꯛꯂꯤꯕ ꯗꯦꯇꯥ ꯑꯦꯅꯥꯂꯥꯏꯁꯤꯁ ꯑꯃꯁꯨꯡ ꯏꯟꯁꯥꯏꯠꯁꯤꯡ: ꯑꯔꯇꯤꯐꯤꯁꯦꯜ ꯏꯟꯇꯤꯂꯤꯖꯦꯟꯁꯅꯥ ꯑꯆꯧꯕꯥ ꯃꯁꯤꯡꯒꯤ ꯗꯥꯏꯇꯥ ꯑꯦꯅꯂꯥꯏꯖ ꯇꯧꯕꯥ ꯉꯝꯃꯤ ꯑꯃꯁꯨꯡ ꯃꯃꯜ ꯌꯥꯝꯂꯕꯥ ꯋꯥꯈꯜꯂꯣꯟꯁꯤꯡ ꯄꯨꯊꯣꯛꯄꯥ ꯉꯝꯃꯤ, ꯃꯁꯤꯅꯥ ꯕꯤꯖꯤꯅꯦꯁꯁꯤꯡꯅꯥ ꯋꯥꯈꯜ ꯇꯥꯕꯥ ꯋꯥꯔꯦꯞ ꯂꯧꯕꯥ ꯉꯝꯍꯜꯂꯤ꯫ ꯀꯁꯇꯃꯔ ꯑꯦꯛꯁꯄꯤꯔꯤꯑꯦꯟꯁ ꯐꯒꯠꯍꯟꯕꯥ: ꯑꯔꯇꯤꯐꯤꯁꯦꯜ ꯏꯟꯇꯤꯜꯂꯤꯖꯦꯟꯁꯅꯥ ꯄꯔꯁꯣꯅꯦꯂꯥꯏꯖ ꯇꯧꯔꯕꯥ ꯔꯤꯛꯃꯦꯟꯗꯦꯁꯟꯁꯤꯡ, ꯆꯦꯠꯕꯣꯠꯀꯤ ꯈꯨꯠꯊꯥꯡꯗꯥ ꯄꯨꯡ ꯀꯨꯟꯃꯔꯤ ꯑꯃꯁꯨꯡ ꯇꯥꯔꯦꯠ ꯁꯄꯣꯔꯠ ꯄꯤꯕꯥ ꯑꯃꯁꯨꯡ ꯑꯄꯨꯟꯕ ꯀꯁꯇꯃꯔ ꯑꯦꯛꯁꯄꯤꯔꯤꯑꯦꯟꯁ ꯐꯒꯠꯍꯟꯕꯥ ꯁꯤꯖꯤꯟꯅꯕ ꯌꯥꯒꯅꯤ꯫ ꯀꯣꯁ ꯁꯦꯒꯤꯡ ꯑꯃꯁꯨꯡ ꯄ꯭ꯔꯣꯐꯤꯠ ꯍꯦꯟꯒꯠꯂꯛꯄꯥ: ꯊꯕꯛꯁꯤꯡ ꯑꯣꯇꯣꯃꯣꯠ ꯇꯧꯗꯨꯅꯥ ꯑꯃꯁꯨꯡ ꯏꯐꯤꯁꯤꯑꯦꯟꯁꯤ ꯍꯦꯟꯒꯠꯍꯟꯗꯨꯅ ꯑꯔꯇꯤꯐꯤꯁꯦꯜ ꯏꯟꯇꯤꯜꯂꯤꯖꯦꯟꯁꯅꯥ ꯃꯃꯜ ꯍꯟꯊꯍꯟꯕꯗꯥ ꯑꯃꯁꯨꯡ ꯕꯤꯖꯤꯅꯦꯁꯁꯤꯡꯒꯤꯗꯃꯛꯇ ꯄ꯭ꯔꯣꯐꯤꯠ ꯍꯦꯟꯒꯠꯍꯟꯕꯗꯥ ꯃꯇꯦꯡ ꯄꯥꯡꯕꯥ ꯉꯝꯒꯅꯤ꯫ ꯐꯣꯔꯀꯥꯁꯇꯤꯛ ꯑꯃꯁꯨꯡ ꯔꯤꯛꯁ ꯃꯦꯅꯦꯖꯃꯦꯟꯇ: ꯑꯔꯇꯤꯐꯤꯁꯦꯜ ꯏꯟꯇꯤꯜꯂꯤꯖꯦꯟꯁꯅꯥ ꯀꯩꯊꯦꯜꯒꯤ ꯈꯣꯡꯖꯦꯜ ꯑꯃꯁꯨꯡ ꯃꯑꯣꯡ ꯃꯇꯧꯁꯤꯡ ꯐꯣꯔꯀꯥꯁ ꯇꯧꯕꯗ ꯁꯤꯖꯤꯟꯅꯕꯥ ꯌꯥꯏ, ꯃꯁꯤꯅꯥ ꯕꯤꯖꯤꯅꯦꯁꯁꯤꯡꯅꯥ ꯃꯈꯣꯏꯒꯤ ꯋꯥꯔꯦꯞ ꯂꯧꯕꯗꯥ ꯄ꯭ꯔꯣꯑꯦꯛꯇꯤꯕ ꯑꯣꯏꯕꯥ ꯑꯃꯁꯨꯡ ꯔꯤꯛꯁ ꯍꯟꯊꯍꯟꯕ ꯌꯥꯍꯜꯂꯤ꯫ ꯍꯦꯟꯅꯥ ꯐꯕꯥ ꯋꯥꯔꯦꯞ ꯂꯧꯕꯥ: ꯑꯔꯇꯤꯐꯤꯁꯦꯜ ꯏꯟꯇꯤꯜꯂꯤꯖꯦꯟꯁꯒꯥ ꯂꯣꯏꯅꯅꯥ ꯕꯤꯖꯤꯅꯦꯁꯁꯤꯡꯅꯥ ꯍꯦꯟꯅꯥ ꯐꯕꯥ ꯋꯥꯔꯦꯞ ꯂꯧꯕꯥ ꯉꯝꯒꯅꯤ, ꯃꯁꯤ ꯗꯦꯇꯥꯗꯥ ꯌꯨꯝꯐꯝ ꯑꯣꯏꯕꯥ ꯋꯥꯈꯜꯂꯣꯟꯁꯤꯡꯗ ꯌꯨꯝꯐꯝ ꯑꯣꯏꯕꯅꯤ꯫ ꯏꯅꯣꯕꯦꯁꯟ ꯍꯦꯟꯒꯠꯍꯟꯕ: ꯑꯔꯇꯤꯐꯤꯁꯦꯜ ꯏꯟꯇꯤꯜꯂꯤꯖꯦꯟꯁꯅꯥ ꯕꯤꯖꯤꯅꯦꯁꯁꯤꯡꯗꯥ ꯑꯅꯧꯕꯥ ꯄꯣꯠꯊꯣꯛꯁꯤꯡ ꯑꯃꯁꯨꯡ ꯁꯔꯕꯤꯁꯁꯤꯡ ꯁꯦꯝꯒꯠꯄꯗꯥ ꯃꯇꯦꯡ ꯄꯥꯡꯕꯥ ꯉꯝꯒꯅꯤ, ꯑꯃꯁꯨꯡ ꯑꯅꯧꯕꯥ ꯀꯩꯊꯦꯜꯒꯤ ꯈꯨꯗꯣꯡꯆꯥꯕꯁꯤꯡ ꯈꯪꯗꯣꯛꯄ ꯉꯝꯒꯅꯤ꯫ ꯏꯝꯄ꯭ꯂꯣꯌꯤ ꯑꯦꯝꯄꯥꯋꯔꯃꯦꯟꯇ: ꯑꯔꯇꯤꯐꯤꯁꯦꯜ ꯏꯟꯇꯤꯜꯂꯤꯖꯦꯟꯁꯅꯥ ꯃꯍꯧꯁꯥꯒꯤ ꯑꯣꯏꯕ ꯊꯕꯛꯁꯤꯡ ꯂꯧꯕꯥ ꯌꯥꯏ, ꯃꯁꯤꯅꯥ ꯏꯝꯄ꯭ꯂꯣꯌꯤꯁꯤꯡꯕꯨ ꯃꯤꯑꯣꯏꯕꯒꯤ ꯍꯩꯁꯤꯡꯕꯥ ꯑꯃꯁꯨꯡ ꯂꯧꯁꯤꯡ ꯃꯊꯧ ꯇꯥꯕꯥ ꯍꯦꯟꯅꯥ ꯀ꯭ꯔꯤꯌꯦꯇꯤꯕꯤꯇꯤ ꯑꯣꯏꯕꯥ, ꯍꯦꯟꯅꯥ ꯋꯥꯡꯕꯥ ꯒꯨꯟ ꯚꯦꯜꯌꯨꯒꯤ ꯊꯕꯛꯁꯤꯡꯗꯥ ꯃꯤꯠꯌꯦꯡ ꯆꯪꯅꯕꯥ ꯅꯤꯡꯇꯝꯕꯥ ꯄꯤ꯫ ꯑꯦꯁꯤꯁꯇꯦꯟꯇ ꯑꯗꯨꯅꯥ ꯊꯕꯛꯁꯤꯡ ꯑꯗꯨ ꯃꯄꯨꯡ ꯐꯥꯍꯟꯅꯕꯒꯤꯗꯃꯛ ꯃꯊꯧ ꯇꯥꯒꯗꯕꯥ ꯁ꯭ꯀꯤꯜ ꯃꯉꯥꯒꯤ ꯃꯃꯤꯡ ꯊꯣꯟꯕꯤꯌꯨ꯫ ꯃꯍꯧꯁꯥꯒꯤ ꯂꯣꯜ ꯄ꯭ꯔꯣꯁꯦꯁꯤꯡ: ꯑꯦꯁꯤꯁꯇꯦꯟꯇ ꯑꯗꯨꯅꯥ ꯋꯥ ꯉꯥꯡꯕ ꯅꯠꯇ꯭ꯔꯥꯒ ꯏꯕꯥ ꯃꯤꯑꯣꯏꯕꯒꯤ ꯂꯣꯜ ꯈꯪꯕ ꯑꯃꯁꯨꯡ ꯂꯧꯁꯤꯡꯕ ꯑꯃꯁꯨꯡ ꯌꯨꯖꯔꯒꯤ ꯏꯟꯇꯦꯟꯁ ꯑꯗꯨ ꯏꯟꯇꯔꯄ꯭ꯔꯥꯏꯖ ꯇꯧꯕꯥ ꯌꯥꯍꯜꯂꯤ꯫ ꯋꯥ ꯉꯥꯡꯕꯥ ꯈꯪꯕ: ꯑꯦꯁꯤꯁꯇꯦꯟꯇ ꯑꯗꯨꯕꯨ ꯚꯣꯏꯁ ꯀꯃꯥꯟꯁꯤꯡ ꯑꯆꯨꯝꯕꯥ ꯃꯑꯣꯡꯗꯥ ꯂꯧꯕꯥ ꯅꯠꯇ꯭ꯔꯒ ꯏꯟꯇꯔꯄ꯭ꯔꯥꯏꯖ ꯇꯧꯕꯥ ꯉꯝꯍꯜꯂꯤ, ꯃꯁꯤꯅꯥ ꯊꯕꯛ ꯂꯣꯏꯁꯤꯟꯕꯒꯤ ꯊꯧꯑꯣꯡꯒꯤ ꯏꯐꯤꯁꯤꯑꯦꯟꯁꯤ ꯍꯦꯟꯒꯠꯍꯜꯂꯤ꯫ ꯃꯦꯟꯆꯤꯟ ꯂꯔꯅꯤꯡ: ꯌꯨꯖꯔꯗꯒꯤ ꯂꯥꯛꯄ ꯐꯤꯠꯕꯦꯛꯇ ꯌꯨꯝꯐꯝ ꯑꯣꯏꯗꯨꯅꯥ ꯑꯦꯁꯤꯁꯇꯦꯟꯇꯥ ꯑꯗꯨꯕꯨ ꯂꯦꯞꯇꯅꯥ ꯇꯝꯕꯥ, ꯐꯒꯠꯍꯟꯕ ꯑꯃꯁꯨꯡ ꯁꯦꯝꯗꯣꯛ-ꯁꯦꯝꯖꯤꯟ ꯇꯧꯕꯗꯥ ꯃꯇꯦꯡ ꯄꯥꯡꯏ, ꯃꯁꯤꯅꯥ ꯄꯔꯁꯣꯅꯦꯂꯥꯏꯖ ꯇꯧꯔꯕꯥ ꯑꯃꯁꯨꯡ ꯍꯦꯟꯅꯥ ꯏꯐꯦꯛꯇꯤꯕ ꯑꯣꯏꯕꯥ ꯑꯦꯛꯁꯄ꯭ꯔꯤꯌꯦꯟꯁ ꯑꯃꯥ ꯄꯨꯔꯛꯏ꯫ ꯅꯣꯂꯦꯖ ꯃꯦꯅꯦꯖꯃꯦꯟꯇ: ꯌꯨꯖꯔꯒꯤ ꯋꯥꯍꯪꯁꯤꯡꯗꯥ ꯃꯔꯤ ꯂꯩꯅꯕꯥ ꯑꯃꯁꯨꯡ ꯑꯆꯨꯝꯕꯥ ꯄꯥꯎꯈꯨꯝꯁꯤꯡ ꯄꯤꯅꯕꯥ ꯑꯆꯧꯕꯥ ꯗꯥꯏꯇꯥ ꯑꯃꯁꯨꯡ ꯏꯟꯐꯣꯔꯃꯦꯁꯟ ꯑꯦꯛꯁꯦꯁ ꯇꯧꯕꯥ, ꯄ꯭ꯔꯣꯁꯦꯁ ꯇꯧꯕꯥ ꯑꯃꯁꯨꯡ ꯁꯤꯖꯤꯟꯅꯕꯥ ꯉꯝꯍꯜꯂꯤ꯫ ꯃꯜꯇꯤꯇꯥꯛꯁ꯭ꯀꯤꯡ: ꯃꯁꯤꯡ ꯌꯥꯝꯂꯕꯥ ꯊꯕꯛꯁꯤꯡ ꯑꯃꯒꯥ ꯑꯃꯒꯥ ꯂꯣꯏꯅꯅ ꯄꯥꯡꯊꯣꯛꯄꯥ ꯉꯝꯕꯥ ꯑꯃꯁꯨꯡ ꯃꯇꯝ ꯆꯥꯅꯥ ꯂꯣꯏꯁꯤꯟꯕ ꯉꯝꯕꯥ, ꯑꯦꯁꯤꯁꯇꯦꯟꯇꯥ ꯑꯗꯨꯅꯥ ꯌꯨꯖꯔꯒꯤ ꯗꯤꯃꯥꯟꯗꯁꯤꯡ ꯑꯗꯨ ꯏꯐꯦꯛꯇꯤꯕꯥ ꯑꯣꯏꯅꯥ ꯂꯣꯏꯁꯤꯟꯕ ꯉꯝꯕꯥ ꯑꯁꯤꯅꯆꯤꯡꯕꯁꯤꯡꯅꯤ꯫